ꯑꯅꯧꯕꯥ ꯃꯦꯖꯤꯛ ꯑꯥꯏꯇꯦꯝ ꯑꯃ ꯖꯦꯅꯦꯔꯦꯠ ꯇꯧꯕ꯫ ꯑꯥꯏꯇꯦꯝꯒꯤ ꯃꯃꯤꯡ: ꯗꯤ ꯑꯣꯔꯕ ꯑꯣꯐ ꯑꯦꯟꯂꯥꯏꯇꯦꯟꯃꯦꯟ ꯃꯁꯛ ꯈꯪꯗꯣꯛꯄ: ꯑꯣꯔꯕ ꯑꯁꯤ ꯏꯊꯠꯀꯤ ꯃꯉꯥꯜ ꯑꯃꯒ ꯂꯣꯏꯅꯅꯥ ꯃꯌꯦꯛ ꯁꯦꯡꯅ ꯎꯕꯥ ꯉꯝꯕ, ꯇ꯭ꯔꯥꯟꯁꯄꯔꯦꯟ ꯀ꯭ꯔꯤꯁꯇꯦꯜ ꯕꯣꯜ ꯑꯃꯅꯤ꯫ ꯃꯗꯨꯒꯤ ꯃꯅꯨꯡꯗ ꯑꯄꯤꯛꯄꯥ ꯃꯩꯁꯥ ꯑꯃꯅ ꯅꯥꯠꯀꯤ ꯑꯣꯏꯕ ꯃꯑꯣꯡꯗ ꯆꯦꯟꯊꯔꯛꯏ ꯑꯃꯁꯨꯡ ꯃꯆꯨ ꯍꯣꯡꯂꯛꯂꯤ꯫ ꯇꯧꯕ ꯉꯝꯕꯁꯤꯡ: ꯀꯦꯔꯦꯛꯇꯔ ꯑꯃꯅ ꯑꯣꯔꯕ ꯑꯣꯐ ꯑꯦꯟꯂꯥꯏꯇꯦꯟꯃꯦꯟꯀꯥ ꯂꯣꯏꯅꯅꯥ ꯃꯦꯗꯤꯇꯦꯁꯟ ꯇꯧꯕ ꯃꯇꯝꯗ ꯃꯈꯣꯏꯅ ꯃꯈꯣꯏꯒꯤ ꯍꯧꯈꯤꯕ, ꯍꯧꯖꯤꯛ ꯅꯠꯇ꯭ꯔꯒ ꯇꯨꯡꯒꯤ ꯃꯔꯝꯗ ꯋꯥꯈꯜ ꯈꯟꯕ ꯉꯝꯒꯅꯤ꯫ ꯀꯔꯤꯒꯨꯝꯕ ꯃꯈꯣꯏꯅ ꯃꯇꯝ ꯁꯥꯡꯅ ꯄꯨꯛꯅꯤꯡ ꯆꯪꯂꯕꯗꯤ, ꯑꯇꯣꯞꯄꯥ ꯖꯤꯕꯁꯤꯡꯒꯤ ꯋꯥꯈꯜꯒꯤ ꯊꯨꯅꯥ ꯌꯥꯡꯅ ꯌꯦꯡꯁꯤꯟꯕ ꯐꯥꯎꯕ ꯌꯥꯏ꯫ ꯅꯣꯡꯃꯗꯥ ꯑꯃꯨꯛ ꯍꯟꯅꯥ ꯌꯨꯖꯔꯅꯥ ꯃꯊꯪꯒꯤ ꯄꯨꯡ ꯑꯃꯒꯤ ꯑꯣꯏꯅ ꯏꯟꯇꯦꯂꯤꯖꯦꯟꯁ, ꯋꯤꯁꯗꯝ, ꯑꯃꯁꯨꯡ ꯀꯦꯔꯤꯖꯃꯥ ꯆꯦꯛ ꯄꯨꯝꯅꯃꯛꯇꯥ ꯀꯥꯟꯅꯕ ꯐꯪꯅꯕ ꯑꯣꯔꯕꯇꯥ ꯃꯤꯠꯌꯦꯡ ꯊꯝꯕ ꯌꯥꯏ꯫ ꯑꯣꯔꯕ ꯑꯣꯐ ꯑꯦꯟꯂꯥꯏꯇꯦꯟꯃꯦꯟ ꯑꯁꯤ ꯅꯣꯡꯃꯗꯥ ꯑꯃꯨꯛ ꯍꯟꯅꯥ ꯑꯣꯒꯔꯤꯒꯤ ꯁ꯭ꯄꯦꯜ ꯊꯥꯕꯗꯁꯨ ꯁꯤꯖꯤꯟꯅꯕ ꯌꯥꯏ꯫ ꯌꯨꯖꯔꯅꯥ ꯑꯣꯔꯕꯇꯥ ꯃꯤꯠꯌꯦꯡ ꯊꯝꯒꯗꯕꯅꯤ, ꯑꯃꯁꯨꯡ ꯃꯈꯣꯏꯅ ꯇꯧꯔꯛꯄꯒꯥ ꯂꯣꯏꯅꯅꯥ ꯃꯅꯨꯡꯗ ꯂꯩꯔꯤꯕ ꯃꯩꯁꯥ ꯑꯗꯨ ꯍꯣꯡꯂꯛꯀꯅꯤ ꯑꯃꯁꯨꯡ ꯑꯊꯨꯕꯥ ꯃꯇꯝꯗꯥ ꯊꯣꯛꯄ ꯌꯥꯕ ꯊꯧꯗꯣꯛꯁꯤꯡꯒꯤ ꯃꯃꯤ ꯇꯥꯕ ꯎꯍꯜꯂꯛꯀꯅꯤ꯫ ꯄꯨꯋꯥꯔꯤ: ꯑꯣꯔꯕ ꯑꯁꯤ ꯃꯆꯥꯛ ꯃꯊꯨꯝꯒꯤ ꯄ꯭ꯂꯦꯟꯒꯤ ꯉꯝꯈꯩꯒꯤ ꯃꯄꯥꯟꯗ ꯃꯉꯥꯜ ꯑꯃꯁꯨꯡ ꯂꯧꯁꯤꯡ ꯊꯤꯕ ꯁꯛꯇꯤ ꯂꯩꯕ ꯃꯦꯒ ꯑꯃꯒ ꯁꯦꯝꯈꯤꯕꯅꯤ꯫ ꯃꯈꯣꯏꯅ ꯃꯁꯤꯗ ꯂꯩꯔꯤꯕ ꯄ꯭ꯂꯦꯟꯁꯤꯡꯒꯤ ꯃꯔꯨꯑꯣꯏꯕ ꯑꯃꯁꯨꯡ ꯂꯧꯁꯤꯡꯒꯤ ꯃꯉꯥꯜꯅ ꯊꯜꯂꯕꯥ, ꯌꯨꯅꯤꯚꯔꯁꯀꯤ ꯃꯑꯣꯡ ꯃꯇꯧꯒꯤ ꯃꯇꯥꯡꯗ ꯍꯦꯟꯅꯥ ꯈꯪꯅꯕꯒꯤ ꯑꯥꯁꯥ ꯇꯧꯗꯨꯅꯥ ꯀꯌꯥ ꯑꯃꯅ ꯑꯣꯔꯕ ꯑꯁꯤ ꯊꯤꯔꯤ꯫ ꯅꯣꯠꯁꯤꯡ: ꯑꯣꯔꯕ ꯑꯣꯐ ꯑꯦꯟꯂꯥꯏꯇꯦꯟꯃꯦꯟ ꯑꯁꯤ ꯂꯧꯁꯤꯡ ꯑꯃꯁꯨꯡ ꯂꯧꯁꯤꯡ ꯊꯤꯕꯥ ꯃꯤꯑꯣꯏꯁꯤꯡꯒꯤꯗꯃꯛ ꯁꯛꯇꯤ ꯂꯩꯕꯥ ꯈꯨꯠꯂꯥꯏ ꯑꯃꯅꯤ꯫ ꯃꯁꯤꯅ ꯄꯥꯖꯜ ꯑꯃꯁꯨꯡ ꯃꯤꯁꯇ꯭ꯔꯤꯁꯤꯡ ꯁꯣꯜꯐ ꯇꯧꯔꯤꯕ ꯅꯠꯇ꯭ꯔꯒ ꯑꯔꯨꯕ ꯈꯨꯟꯅꯥꯏꯒꯤ ꯐꯤꯚꯝꯁꯤꯡꯗ ꯆꯠꯊꯣꯛ-ꯆꯠꯁꯤꯟ ꯇꯧꯔꯤꯕ ꯃꯤꯑꯣꯏꯁꯤꯡꯗ ꯃꯃꯜ ꯌꯥꯝꯂꯕ ꯃꯇꯦꯡ ꯄꯤꯕ ꯉꯝꯒꯅꯤ꯫ ꯕꯤꯖꯤꯅꯦꯁ ꯀꯥꯔꯠ ꯑꯃꯒꯤꯗꯃꯛ ꯗꯤꯖꯥꯏꯟ ꯑꯣꯞꯁꯟ ꯑꯅꯤ ꯖꯦꯅꯦꯔꯦꯠ ꯇꯧꯕ꯫ ꯃꯁꯤꯒꯤ ꯕꯤꯖꯤꯅꯦꯁ ꯀꯥꯔꯠ ꯗꯤꯖꯥꯏꯟ ꯑꯁꯤꯅ ꯀꯝꯄꯦꯅꯤꯒꯤ ꯕ꯭ꯔꯥꯟꯗꯤꯡꯗ ꯑꯀꯟꯕ ꯋꯥꯐꯝ ꯊꯝꯂꯤꯕ ꯁꯦꯡꯂꯕ, ꯃꯤꯅꯤꯃꯥꯂꯤꯁ ꯂꯨꯛ ꯑꯃ ꯌꯥꯎꯔꯤ꯫ ꯀꯥꯔꯠꯀꯤ ꯃꯃꯥꯡꯗ ꯀꯝꯄꯦꯅꯤ ꯑꯁꯤꯒꯤ ꯂꯣꯒꯣ ꯑꯁꯤ ꯃꯊꯛꯇ ꯃꯌꯦꯛ ꯁꯦꯡꯅꯥ ꯎꯠꯂꯤ, ꯃꯗꯨꯒꯤ ꯃꯈꯥꯗ ꯍꯛꯊꯦꯡꯅꯅꯥ ꯏꯝꯄ꯭ꯂꯣꯌꯤ ꯑꯗꯨꯒꯤ ꯃꯃꯤꯡ ꯑꯃꯁꯨꯡ ꯇꯥꯏꯇꯜ ꯌꯥꯎꯔꯤ꯫ ꯀꯥꯔꯠꯀꯤ ꯃꯇꯨꯡꯗ ꯀꯝꯄꯅꯤꯒꯤ ꯀꯟꯇꯦꯛ ꯏꯟꯐꯣꯔꯃꯦꯁꯟ, ꯐꯤꯖꯤꯀꯦꯜ ꯑꯦꯗ꯭ꯔꯦꯁ, ꯐꯣꯟ ꯅꯝꯕꯔ, ꯑꯃꯁꯨꯡ ꯏꯃꯦꯜ ꯑꯦꯗ꯭ꯔꯦꯁ ꯌꯥꯎꯅ ꯌꯥꯎꯏ, ꯃꯈꯣꯏ ꯄꯨꯝꯅꯃꯛ ꯑꯁꯤ ꯐꯖꯅ ꯄꯥꯕ ꯌꯥꯕ ꯐꯣꯔꯃꯦꯠ ꯑꯃꯗ ꯁꯦꯝ-ꯁꯥꯗꯨꯅ ꯂꯩ꯫ ꯇꯦꯛꯁ ꯄꯨꯝꯅꯃꯛꯀꯤꯗꯃꯛ ꯏꯆꯝ ꯆꯝꯕ ꯑꯃꯁꯨꯡ ꯏꯂꯤꯒꯦꯟ ꯐꯣꯟ ꯑꯃ ꯁꯤꯖꯤꯟꯅꯩ, ꯑꯃꯁꯨꯡ ꯀꯥꯔꯠꯀꯤ ꯑꯄꯨꯟꯕ ꯃꯆꯨꯒꯤ ꯊꯧꯔꯥꯡ ꯑꯁꯤꯅ ꯀꯝꯄꯦꯅꯤ ꯑꯁꯤꯒꯤ ꯂꯣꯒꯣꯗꯥ ꯁꯤꯖꯤꯟꯅꯔꯤꯕ ꯃꯆꯨꯁꯤꯡ ꯑꯗꯨ ꯎꯠꯂꯤ꯫ ꯃꯁꯤꯒꯤ ꯕꯤꯖꯤꯅꯦꯁ ꯀꯥꯔꯠ ꯗꯤꯖꯥꯏꯟ ꯑꯁꯤ ꯃꯣꯗꯔꯟ ꯑꯃꯁꯨꯡ ꯀ꯭ꯔꯤꯌꯦꯇꯤꯚ ꯐꯤꯜ ꯑꯃꯒ ꯂꯣꯏꯅꯅꯥ ꯁꯦꯝꯕꯅꯤ꯫ ꯀꯥꯔꯠ ꯑꯁꯤꯒꯤ ꯃꯃꯥꯡꯗ ꯀꯝꯄꯦꯅꯤ ꯑꯁꯤꯒꯤ ꯕ꯭ꯔꯥꯟ ꯃꯆꯨꯁꯤꯡꯗꯥ ꯑꯦꯕꯁꯇ꯭ꯔꯦꯛ, ꯖꯤꯑꯣꯃꯦꯇ꯭ꯔꯤꯛ ꯄꯦꯇꯔꯟ ꯑꯃ ꯌꯥꯎꯔꯤ, ꯃꯁꯤꯗ ꯏꯝꯄ꯭ꯂꯣꯌꯤ ꯑꯗꯨꯒꯤ ꯃꯃꯤꯡ ꯑꯃꯁꯨꯡ ꯇꯥꯏꯇꯜ ꯑꯗꯨ ꯑꯉꯧꯕꯥ ꯇꯦꯛꯁꯇꯥꯏꯜꯅꯥ ꯑꯣꯚꯔꯂꯦ ꯇꯧꯏ꯫ ꯀꯥꯔꯠꯀꯤ ꯃꯇꯨꯡꯗ ꯀꯝꯄꯦꯅꯤ ꯑꯁꯤꯒꯤ ꯂꯣꯒꯣ ꯑꯃꯁꯨꯡ ꯀꯟꯇꯦꯛ ꯏꯟꯐꯣꯔꯃꯦꯁꯟ ꯌꯥꯎꯔꯤ, ꯃꯈꯣꯏꯁꯤꯡ ꯑꯁꯤ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯃꯤꯠꯌꯦꯡꯗ ꯌꯦꯡꯅꯤꯡꯉꯥꯏ ꯑꯣꯏꯕ ꯃꯑꯣꯡꯗꯥ ꯁꯦꯝ ꯁꯥꯕꯅꯤ ꯑꯃꯁꯨꯡ ꯀꯥꯔꯠꯇꯥ ꯈꯔ ꯒ꯭ꯂꯣꯁ ꯐꯤꯅꯤꯁ ꯑꯃꯅꯥ ꯁꯣꯐꯤꯁꯇ꯭ꯔꯤꯀꯦꯁꯟꯒꯤ ꯑꯍꯦꯟꯕꯥ ꯏꯂꯤꯃꯦꯟ ꯑꯃ ꯍꯥꯞꯆꯤꯜꯂꯤ꯫